ꯑꯄꯤꯕ: ꯇꯦꯛꯁꯇ ꯅꯦꯆꯔꯦꯜ ꯂꯦꯉ꯭ꯒꯨꯌꯦꯖ ꯄ꯭ꯔꯣꯁꯦꯁꯤꯡ ꯄꯥꯡꯊꯣꯛꯄ꯫ ꯋꯥꯔꯣꯜ: ꯍꯦꯜꯂꯣ, ꯑꯩꯒꯤ ꯃꯤꯡ ꯖꯣꯟꯅꯤ꯫ ꯄꯤꯔꯤꯕ ꯇꯦꯛꯁ ꯑꯗꯨꯗ ꯅꯦꯆꯔꯦꯜ ꯂꯦꯉ꯭ꯒꯨꯌꯦꯖ ꯄ꯭ꯔꯣꯁꯦꯁꯤꯡ ꯄꯥꯡꯊꯣꯛꯂꯕ ꯃꯇꯨꯡꯗ, "ꯍꯦꯂꯣ, ꯑꯩꯒꯤ ꯃꯤꯡ ꯖꯣꯟ" ꯍꯥꯏꯕꯁꯤꯗꯒꯤ ꯂꯥꯛꯄ ꯃꯔꯨꯑꯣꯏꯕ ꯃꯁꯛꯁꯤꯡ ꯑꯁꯤ ꯃꯈꯥꯗ ꯄꯤꯔꯤ: ꯃꯁꯤ ꯏꯆꯝ ꯆꯝꯕ ꯗꯤꯛꯂꯥꯔꯦꯇꯤꯕ ꯁꯦꯟꯁꯟ ꯑꯃꯅꯤ꯫ ꯋꯥꯍꯩ ꯄꯔꯦꯡ ꯑꯁꯤꯗ ꯇꯣꯀꯦꯟ ꯃꯉꯥ ꯂꯩ: "ꯍꯦꯂꯣ", "ꯑꯩꯒꯤ", "ꯃꯃꯤꯡ", "ꯅꯤ", ꯑꯃꯁꯨꯡ "ꯖꯣꯟ" ꯁꯦꯟꯁꯟ ꯑꯁꯤ ꯀ꯭ꯂꯣꯖ ꯑꯃꯈꯛꯇꯅ ꯁꯦꯝꯕꯅꯤ꯫ ꯁꯕꯖꯦꯛꯇ ꯑꯁꯤ ꯐꯥꯔꯁ꯭ꯠ-ꯄꯔꯁꯟꯗ ꯂꯩ ꯑꯃꯁꯨꯡ ꯁꯤꯖꯤꯟꯅꯔꯤꯕ ꯁꯕꯖꯦꯛꯇ ꯄ꯭ꯔꯣꯅꯣꯅꯣꯝ ꯑꯁꯤ "ꯑꯩꯒꯤ" ꯍꯥꯏꯕꯅꯤ꯫ ꯋꯥꯍꯩ ꯄꯔꯦꯡ ꯑꯁꯤꯗ ꯁꯤꯖꯤꯟꯅꯔꯤꯕ ꯚꯥ꯭ꯔꯕ ꯑꯁꯤ "ꯅꯤ", ꯃꯁꯤꯅ ꯁꯕ꯭ꯖꯦꯛ "ꯑꯩꯒꯤ ꯃꯤꯡ" ꯑꯃꯁꯨꯡ ꯅ꯭ꯌꯨꯟ "ꯖꯣꯟ"ꯒ ꯂꯣꯏꯅꯅ ꯂꯤꯉ꯭ꯛ ꯇꯧꯕ ꯚꯥꯔꯕ ꯑꯃꯅꯤ ꯋꯥꯍꯩ ꯑꯁꯤꯅ ꯁꯕꯖꯦꯛ -ꯚꯥꯔꯕ-ꯑꯣꯕꯖꯦꯛ ꯑꯣꯔꯗꯔꯒꯤ ꯒ꯭ꯔꯥꯃꯦꯇꯤꯛ ꯁ꯭ꯇꯔꯛꯆꯔꯒꯤ ꯃꯇꯨꯡ ꯏꯟꯅ ꯆꯠꯂꯤ꯫ "ꯑꯩꯒꯤ ꯃꯤꯡ" ꯑꯁꯤ ꯁꯕꯖꯦꯛ ꯑꯣꯏꯅ ꯑꯁꯤ ꯚꯥꯔꯕ ꯑꯣꯏꯅ, ꯑꯃꯁꯨꯡ "ꯖꯣꯟ" ꯑꯁꯤ ꯁꯕꯖꯦꯛ ꯑꯗꯨꯒ ꯂꯤꯉ꯭ꯛ ꯇꯧꯔꯤꯕ ꯑꯣꯕꯖꯦꯛꯇ ꯑꯣꯏꯅ ꯂꯧꯗꯨꯅ꯫ ꯋꯥꯍꯩ ꯄꯔꯦꯡ ꯑꯗꯨꯗ ꯄ꯭ꯔꯣꯄꯔ ꯅꯥꯎꯟ ꯑꯃ ꯍꯥꯏꯕꯗꯤ "ꯖꯣꯟ" ꯌꯥꯎꯏ꯫ ꯃꯁꯤꯅ ꯋꯥ ꯉꯥꯡꯂꯤꯕ ꯃꯤꯑꯣꯏ ꯑꯗꯨꯒꯤ ꯃꯃꯤꯡ ꯑꯗꯨ ꯇꯥꯛꯏ꯫ ꯄꯥꯎꯖꯦꯜꯒꯤ ꯈꯣꯟꯖꯦꯜ ꯑꯁꯤ ꯃꯔꯨꯞ-ꯃꯄꯥꯡ ꯑꯣꯏꯕ ꯑꯃꯁꯨꯡ ꯃꯤꯅꯨꯡꯁꯤ ꯂꯩꯕ ꯏꯟꯇ꯭ꯔꯣꯗ꯭ꯌꯨꯁꯟ ꯑꯃꯅꯤ꯫ ꯑꯦꯖꯦꯛꯇꯤꯚꯁꯤꯡ ꯁꯤꯖꯤꯟꯅꯗꯨꯅꯥ ꯑꯦꯃꯥꯖꯣꯟ ꯔꯦꯟꯐꯣꯔꯦꯁ꯭ꯠꯀꯤ ꯃꯇꯥꯡꯗ ꯁꯟꯗꯣꯛꯅ ꯇꯥꯛꯄꯤꯌꯨ꯫ ꯑꯦꯃꯥꯖꯣꯟ ꯔꯦꯟꯐ꯭ꯣꯔꯦꯁ꯭ꯠ ꯑꯁꯤ ꯑꯆꯧꯕ ꯂꯝꯀꯣꯏꯕꯁꯤꯡꯒꯤ ꯄꯨꯛꯅꯤꯡ ꯆꯤꯡꯁꯤꯟꯅꯤꯡꯉꯥꯏ ꯑꯣꯏꯕ ꯃꯈꯜ ꯀꯌꯥꯒꯤ ꯑꯃꯁꯨꯡ ꯊꯋꯥꯏ ꯌꯥꯎꯕ ꯂꯝꯂꯛꯀꯤ ꯁꯥ-ꯎꯆꯦꯛꯁꯤꯡꯅ ꯊꯜꯂꯕ ꯂꯝꯗꯝ ꯑꯃꯅꯤ꯫ ꯃꯁꯤ ꯇꯔꯨ ꯇꯅꯥꯟꯕ, ꯇꯔꯨ ꯇꯅꯥꯟꯕ ꯑꯃꯁꯨꯡ ꯇ꯭ꯔꯣꯄꯤꯀꯦꯜ ꯑꯣꯏꯕ ꯃꯐꯝ ꯑꯃꯅꯤ ꯑꯃꯁꯨꯡ ꯃꯁꯤꯒ ꯃꯥꯟꯅꯗꯕ ꯃꯑꯣꯡꯗ ꯄꯥꯝꯕꯤ ꯃꯈꯜꯁꯤꯡ ꯌꯥꯝꯅ ꯌꯥꯎꯏ꯫ ꯃꯁꯤꯅ ꯃꯁꯤꯕꯨ ꯂꯧꯎ-ꯁꯤꯡꯎꯒꯤ ꯂꯝꯗ ꯌꯥꯝꯅ ꯅꯨꯡꯉꯥꯏꯕ ꯑꯃꯁꯨꯡ ꯂꯧꯎ-ꯁꯤꯡꯎꯒꯤ ꯑꯉꯛꯄ ꯑꯃ ꯑꯣꯏꯍꯜꯂ‌ꯦ꯫ ꯎꯃꯪ ꯑꯁꯤ ꯑꯌꯥꯝꯕꯅ ꯑꯉꯛꯄ, ꯃꯤꯠꯌꯦꯡ ꯊꯝꯕ ꯑꯃꯁꯨꯡ ꯊꯋꯥꯏ ꯌꯥꯎꯕ ꯍꯥꯏꯅ ꯐꯣꯡꯗꯣꯛꯏ꯫ ꯃꯁꯤꯗ ꯇꯣꯞ ꯇꯣꯞꯄ ꯏꯀꯣꯂꯣꯖꯤꯀꯦꯜ ꯁꯤꯁ꯭ꯇꯦꯝ ꯑꯃꯥ ꯂꯩ꯫ ꯑꯃꯁꯨꯡ ꯃꯁꯤꯒꯤ ꯃꯅꯨꯡꯗ ꯆꯪꯕ ꯉꯝꯗꯕ ꯑꯋꯥꯡꯕ ꯃꯐꯝꯁꯤꯡꯗ ꯂꯣꯠꯇꯨꯅ ꯂꯩꯕ ꯌꯥꯕ ꯊꯤꯖꯤꯟ ꯍꯨꯝꯖꯤꯟꯗꯕ ꯊꯣꯏꯗꯣꯛꯄ ꯋꯥꯐꯝꯁꯤꯡ ꯂꯩ꯫ ꯑꯦꯃꯥꯖꯣꯟ ꯑꯁꯤ ꯄ꯭ꯂꯥꯅꯦꯠ ꯑꯁꯤꯒꯤꯗꯃꯛꯇ ꯃꯔꯨꯑꯣꯏꯕ ꯃꯃꯜ ꯌꯥꯝꯂꯕ ꯑꯃꯁꯨꯡ ꯇꯉꯥꯏ ꯐꯗꯕ ꯔꯤꯁꯣꯔꯁ ꯑꯃꯅꯤ꯫ ꯃꯁꯤꯅ ꯃꯔꯨꯑꯣꯏꯕ ꯑꯣꯛꯁꯤꯖꯦꯟ ꯄꯤꯔꯤ꯫ ꯑꯃꯁꯨꯡ ꯀ꯭ꯂꯥꯏꯃꯦꯠ ꯑꯃꯁꯨꯡ ꯏꯁꯤꯡꯒꯤ ꯑꯅꯤꯃꯛ ꯔꯤꯒꯨꯂꯦꯠ ꯇꯧꯔꯤ꯫